ꯉꯝꯈꯩ ꯊꯝꯕꯒꯤ ꯃꯔꯨꯑꯣꯏꯕꯥ ꯑꯗꯨ ꯁꯟꯗꯣꯛꯅꯥ ꯇꯥꯛꯄꯤꯌꯨ꯫ ꯉꯝꯈꯩ ꯊꯝꯕꯥ ꯍꯥꯏꯕꯁꯤ ꯍꯛꯁꯦꯜ ꯐꯕꯥ ꯃꯔꯤ ꯑꯃꯍꯦꯛꯇꯒꯤ ꯇꯉꯥꯏꯐꯗꯕꯥ ꯁꯔꯨꯛ ꯑꯃꯅꯤ, ꯃꯁꯤ ꯄꯥꯔꯠꯅꯔ ꯑꯃꯒꯥ, ꯏꯃꯨꯡꯒꯤ ꯃꯤꯑꯣꯏ ꯑꯃꯒꯥ ꯅꯠꯇ꯭ꯔꯒꯥ ꯃꯔꯨꯞ ꯑꯃꯒꯥ ꯑꯣꯏꯔꯕꯁꯨ꯫ ꯉꯝꯈꯩꯁꯤꯡꯅꯥ ꯑꯩꯈꯣꯏꯒꯤ ꯃꯤꯑꯣꯏ ꯑꯃꯒꯤ ꯃꯊꯧ ꯇꯥꯕꯁꯤꯡ ꯑꯃꯁꯨꯡ ꯍꯛꯁꯤꯡ ꯂꯦꯞꯊꯣꯛꯄꯗꯥ ꯑꯃꯁꯨꯡ ꯉꯥꯛꯊꯣꯛꯄꯗꯥ ꯃꯇꯦꯡ ꯄꯥꯡꯏ, ꯃꯁꯤꯒꯥ ꯂꯣꯏꯅꯅꯥ ꯑꯩꯈꯣꯏꯅꯥ ꯑꯇꯣꯞꯄꯁꯤꯡꯅꯥ ꯀꯔꯝꯅꯥ ꯂꯧꯒꯅꯤ ꯍꯥꯏꯅꯥ ꯊꯥꯖꯩ ꯍꯥꯏꯕꯒꯤ ꯃꯌꯦꯛ ꯁꯦꯡꯕꯥ ꯒꯥꯏꯗꯂꯥꯏꯟꯁꯤꯡꯁꯨ ꯄꯤꯔꯤ꯫ ꯃꯈꯣꯏꯅꯥ ꯑꯩꯈꯣꯏꯒꯤ ꯃꯔꯤꯁꯤꯡꯗꯥ ꯏꯁꯥꯕꯨ ꯏꯀꯥꯏ ꯈꯨꯝꯅꯕꯥ ꯑꯃꯁꯨꯡ ꯑꯃꯒꯥ ꯑꯃꯒꯥ ꯏꯀꯥꯏ ꯈꯨꯝꯅꯕꯒꯤ ꯋꯥꯈꯜꯂꯣꯟ ꯑꯃ ꯁꯦꯝꯒꯠꯄꯒꯥ ꯂꯣꯏꯅꯅꯥ ꯊꯥꯖꯕꯥ ꯑꯃꯁꯨꯡ ꯑꯃꯨꯛꯇꯪ ꯄꯥꯎ ꯐꯥꯎꯅꯕꯥ ꯉꯝꯍꯜꯂꯤ꯫ ꯃꯌꯦꯛ ꯁꯦꯡꯕꯥ ꯉꯝꯈꯩꯁꯤꯡ ꯌꯥꯎꯗꯅꯥ, ꯃꯤꯑꯣꯏ ꯑꯃꯅꯥ ꯑꯇꯣꯞꯄꯥ ꯑꯃꯒꯤ ꯀꯥꯟꯅꯕꯥ ꯂꯧꯕꯥ ꯅꯠꯇ꯭ꯔꯒꯥ ꯃꯈꯣꯏꯒꯤ ꯉꯝꯈꯩꯁꯤꯡ ꯂꯥꯟꯊꯣꯛꯄꯥ ꯉꯝꯗꯕꯅꯥ ꯃꯔꯝ ꯑꯣꯏꯗꯨꯅ ꯃꯔꯤꯁꯤꯡ ꯑꯁꯤ ꯌꯥꯝꯅ ꯂꯥꯏꯅ ꯃꯥꯏꯀꯩ ꯑꯃꯈꯛꯇꯗꯥ ꯅꯠꯇ꯭ꯔꯒꯥ ꯂꯥꯟꯅ ꯂꯝꯖꯤꯡꯕꯁꯨ ꯌꯥꯏ꯫ ꯃꯁꯤꯅ ꯋꯥꯈꯜ ꯅꯨꯡꯉꯥꯏꯇꯕꯥ ꯑꯃꯁꯨꯡ ꯑꯁꯣꯛ-ꯑꯄꯟ ꯊꯣꯛꯍꯟꯕꯥ ꯌꯥꯏ, ꯑꯃꯁꯨꯡ ꯑꯔꯣꯏꯕꯗꯥ ꯃꯔꯤ ꯑꯗꯨ ꯁꯣꯛꯍꯜꯂꯛꯄꯥ ꯌꯥꯏ꯫ ꯉꯝꯈꯩꯁꯤꯡꯅꯥ ꯍꯛꯆꯥꯡ ꯐꯕꯥ ꯗꯥꯏꯅꯥꯃꯤꯛ ꯑꯃꯒꯤ ꯐ꯭ꯔꯦꯝꯋꯥꯔꯛ ꯑꯃ ꯄꯤꯔꯤ ꯑꯃꯁꯨꯡ ꯄꯥꯔꯇꯤ ꯑꯅꯤꯃꯛꯅꯥ ꯃꯃꯜ ꯂꯩꯕ ꯑꯃꯁꯨꯡ ꯏꯀꯥꯏꯈꯨꯝꯅꯕꯥ ꯐꯥꯎꯍꯟꯕꯥ ꯉꯝꯍꯜꯂꯤ꯫ ꯉꯝꯈꯩꯁꯤꯡ ꯂꯦꯞꯊꯣꯛꯄꯗꯥ ꯑꯃꯨꯛꯇꯪ ꯑꯃꯁꯨꯡ ꯄꯨꯛꯆꯦꯜ ꯁꯦꯡꯅꯥ ꯄꯥꯎ ꯐꯥꯎꯗꯣꯛ-ꯐꯥꯎꯖꯤꯟ ꯇꯧꯕ ꯃꯊꯧ ꯇꯥꯏ, ꯑꯃꯁꯨꯡ ꯃꯁꯤꯗꯥ ꯌꯥꯕ ꯑꯃꯁꯨꯡ ꯌꯥꯗꯕꯥ ꯂꯝꯆꯠ-ꯁꯥꯖꯠ ꯑꯗꯨ ꯈꯟꯅ-ꯅꯩꯅꯕꯥ ꯑꯃꯁꯨꯡ ꯋꯥꯔꯤ-ꯋꯥꯇꯥꯏ ꯇꯧꯕꯥ ꯌꯥꯏ꯫ ꯉꯝꯈꯩꯁꯤꯡ ꯑꯁꯤ ꯑꯀꯟꯕꯥ ꯑꯃꯁꯨꯡ ꯍꯣꯡꯂꯛꯂꯤꯕꯥ ꯅꯠꯇꯦ, ꯑꯃꯁꯨꯡ ꯃꯔꯤ ꯑꯁꯤ ꯍꯦꯟꯅꯥ ꯐꯒꯠꯂꯛꯄꯒꯥ ꯂꯣꯏꯅꯅꯥ ꯃꯇꯝꯒꯤ ꯃꯇꯨꯡꯏꯟꯅꯥ ꯁꯦꯝꯗꯣꯛ-ꯁꯦꯝꯖꯤꯟ ꯇꯧꯕ ꯌꯥꯏ ꯍꯥꯏꯕꯁꯤ ꯅꯤꯡꯁꯤꯡꯕꯥ ꯌꯥꯝꯅ ꯃꯔꯨꯑꯣꯏ꯫ ꯑꯗꯨꯝ ꯑꯣꯏꯅꯃꯛ, ꯃꯌꯦꯛ ꯁꯦꯡꯕꯥ ꯉꯝꯈꯩꯁꯤꯡ ꯊꯝꯕꯥ ꯑꯃꯁꯨꯡ ꯃꯊꯧ ꯇꯥꯔꯛꯄꯥ ꯃꯇꯝꯗꯥ ꯃꯈꯣꯏꯕꯨ ꯐꯣꯡꯗꯣꯛꯅꯕꯒꯤ ꯊꯥꯖꯕꯥ ꯂꯩꯕꯥ ꯑꯁꯤ ꯌꯥꯝꯅ ꯃꯔꯨꯑꯣꯏ꯫ ꯑꯔꯣꯏꯕꯗꯥ, ꯍꯛꯁꯦꯜ ꯐꯕꯥ ꯉꯝꯈꯩꯁꯤꯡ ꯊꯝꯕꯅꯥ ꯑꯃꯒꯥ ꯑꯃꯒꯥ ꯏꯀꯥꯏ ꯈꯨꯝꯅꯕꯥ ꯑꯃꯁꯨꯡ ꯂꯧꯁꯤꯟꯕꯗꯥ ꯁꯦꯝꯒꯠꯄꯥ ꯍꯦꯟꯅꯥ ꯂꯨꯕꯥ, ꯍꯦꯟꯅꯥ ꯃꯄꯨꯡ ꯐꯥꯕꯥ ꯃꯔꯤꯁꯤꯡ ꯁꯦꯝꯒꯠꯄꯥ ꯉꯝꯍꯜꯂꯤ꯫ ꯔꯣꯕꯣꯠꯁꯤꯡꯅꯥ ꯃꯤꯑꯣꯏꯕꯕꯨ ꯈꯪꯕꯥ ꯑꯃꯁꯨꯡ ꯃꯤꯑꯣꯏꯕꯒꯥ ꯂꯣꯏꯅꯅꯥ ꯋꯥꯔꯤ ꯁꯥꯟꯅꯕꯥ ꯉꯝꯕꯥ ꯁꯤꯁꯇꯦꯝ ꯑꯃ ꯐꯣꯡꯗꯣꯛꯄꯤꯌꯨ꯫ ꯔꯣꯕꯣꯠꯁꯤꯡꯅꯥ ꯃꯤꯑꯣꯏꯕꯕꯨ ꯈꯪꯕꯥ ꯑꯃꯁꯨꯡ ꯃꯤꯑꯣꯏꯕꯒꯥ ꯂꯣꯏꯅꯅꯥ ꯋꯥꯔꯤ ꯁꯥꯟꯅꯕꯥ ꯉꯝꯕꯒꯤ ꯃꯑꯣꯡ ꯑꯃꯗꯤ ꯇꯣꯉꯥꯟ ꯇꯣꯉꯥꯟꯕꯥ ꯁꯦꯟꯁꯔꯁꯤꯡ, ꯀꯦꯃꯦꯔꯥꯁꯤꯡ ꯑꯃꯁꯨꯡ ꯑꯥꯔꯇꯤꯐꯤꯁꯤꯑꯦꯜ ꯏꯟꯇꯤꯂꯤꯖꯦꯟꯁ ꯑꯦꯜꯒꯣꯔꯤꯊꯝꯁꯤꯡ ꯁꯤꯖꯤꯟꯅꯕꯅꯤ꯫ ꯑꯍꯥꯟꯕꯗꯥ, ꯔꯣꯕꯣꯠꯁꯤꯡꯗꯥ ꯃꯥꯏꯀ꯭ꯔꯣꯐꯣꯟ ꯑꯃꯁꯨꯡ ꯀꯦꯃꯦꯔꯥꯒꯨꯝꯕꯥ ꯁꯦꯟꯁꯔꯁꯤꯡ ꯌꯥꯎꯕ ꯌꯥꯏ ꯃꯗꯨꯅꯥ ꯃꯈꯣꯏꯒꯤ ꯑꯀꯣꯏꯕꯒꯤ ꯐꯤꯚꯝꯒꯤ ꯃꯇꯥꯡꯗ ꯏꯟꯐꯣꯔꯃꯦꯁꯟ ꯈꯣꯝꯖꯤꯟꯕꯥ ꯌꯥꯍꯜꯂꯤ꯫ ꯈꯨꯗꯝ ꯑꯣꯏꯅ, ꯃꯥꯏꯀ꯭ꯔꯣꯐꯣꯟ ꯑꯁꯤ ꯈꯣꯟꯖꯦꯜ ꯑꯃꯁꯨꯡ ꯋꯥ ꯉꯥꯡꯕꯗꯥ ꯁꯤꯖꯤꯟꯅꯕꯥ ꯌꯥꯏ, ꯑꯗꯨꯒꯥ ꯀꯦꯃꯦꯔꯥꯅꯥ ꯑꯀꯣꯏꯕꯗꯥ ꯂꯩꯔꯤꯕꯥ ꯃꯤꯑꯣꯏꯁꯤꯡꯒꯤ ꯏꯃꯦꯖ ꯑꯃꯁꯨꯡ ꯚꯤꯗꯤꯑꯣꯒꯨꯝꯕꯥ ꯚꯤꯖꯨꯑꯦꯜ ꯏꯟꯐꯣꯔꯃꯦꯁꯟꯁꯤꯡ ꯂꯧꯕꯥ ꯌꯥꯏ꯫ ꯏꯟꯐꯣꯔꯃꯦꯁꯟ ꯑꯁꯤ ꯈꯣꯝꯖꯤꯜꯂꯕꯥ ꯃꯇꯨꯡꯗꯥ, ꯃꯁꯤ ꯑꯥꯔꯇꯤꯐꯤꯁꯤꯑꯦꯜ ꯏꯟꯇꯤꯂꯤꯖꯦꯟꯁ ꯑꯦꯜꯒꯣꯔꯤꯊꯝꯁꯤꯡꯅꯥ ꯄ꯭ꯔꯣꯁꯦꯁ ꯇꯧꯕ ꯌꯥꯏ꯫ ꯍꯥꯏꯔꯤꯕꯥ ꯑꯦꯜꯒꯣꯔꯤꯊꯝꯁꯤꯡ ꯑꯁꯤꯅ ꯑꯀꯣꯏꯕꯗꯥ ꯃꯤꯑꯣꯏꯕꯒꯤ ꯂꯩꯐꯝ ꯈꯪꯗꯣꯛꯄꯥ ꯑꯃꯁꯨꯡ ꯑꯦꯅꯥꯂꯥꯏꯖ ꯇꯧꯅꯕꯥ ꯐꯦꯁꯤꯑꯦꯜ ꯔꯤꯀꯣꯛꯅꯤꯁꯟ, ꯁ꯭ꯄꯤꯆ ꯔꯤꯀꯣꯒꯅꯤꯁꯟ, ꯑꯃꯁꯨꯡ ꯅꯦꯆꯔꯦꯜ ꯂꯦꯡꯒꯨꯌꯦꯖ ꯄ꯭ꯔꯣꯁꯦꯁꯤꯡꯒꯨꯝꯕꯥ ꯇꯦꯛꯅꯤꯛꯁꯤꯡ ꯁꯤꯖꯤꯟꯅꯕꯥ ꯌꯥꯏ꯫ ꯈꯨꯗꯝ ꯑꯣꯏꯅ, ꯔꯣꯕꯣꯠ ꯑꯃꯅꯥ ꯃꯁꯥꯒꯤ ꯑꯀꯣꯏꯕꯗꯥ ꯂꯩꯔꯤꯕꯥ ꯃꯤꯑꯣꯏꯕꯒꯤ ꯃꯐꯝ ꯈꯪꯗꯣꯛꯅꯕꯥ ꯑꯃꯁꯨꯡ ꯈꯪꯗꯣꯛꯅꯕꯥ ꯐꯦꯁꯤꯑꯦꯜ ꯔꯤꯀꯛꯅꯤꯁꯟ ꯇꯦꯛꯅꯣꯂꯣꯖꯤ ꯁꯤꯖꯤꯟꯅꯔꯛꯄꯥ ꯌꯥꯏ, ꯑꯃꯁꯨꯡ ꯃꯈꯣꯏꯅꯥ ꯍꯥꯏꯔꯤꯕ ꯑꯗꯨ ꯈꯪꯗꯣꯛꯅꯕꯥ ꯋꯥ ꯉꯥꯡꯕꯥ ꯉꯝꯕꯥ ꯇꯦꯛꯅꯣꯂꯣꯖꯤ ꯁꯤꯖꯤꯟꯅꯔꯛꯄꯥ ꯌꯥꯏ꯫ ꯔꯣꯕꯣꯠ ꯑꯁꯤꯅ ꯃꯁꯥꯒꯤ ꯑꯀꯣꯏꯕꯗꯥ ꯂꯩꯔꯤꯕꯥ ꯃꯤꯑꯣꯏꯕꯁꯤꯡꯕꯨ ꯈꯪꯂꯕꯥ ꯑꯃꯁꯨꯡ ꯃꯇꯨꯡꯗꯥ ꯃꯈꯣꯏꯒꯥ ꯇꯣꯉꯥꯟ ꯇꯣꯉꯥꯟꯕꯥ ꯃꯑꯣꯡꯗꯥ ꯋꯥꯔꯤ ꯁꯥꯟꯅꯕꯥ ꯉꯝꯃꯤ꯫ ꯈꯨꯗꯝ ꯑꯣꯏꯅ, ꯃꯁꯤꯅ ꯃꯈꯣꯏꯒꯤ ꯋꯥꯉꯥꯡ ꯑꯃꯁꯨꯡ ꯃꯤꯠꯌꯦꯡꯗꯥ ꯄꯥꯎꯈꯨꯝ ꯄꯤꯕꯥ ꯉꯝꯃꯤ, ꯃꯈꯣꯏꯕꯨ ꯋꯥꯔꯤ-ꯋꯥꯇꯥꯏꯗꯥ ꯌꯥꯎꯍꯟꯕ ꯉꯝꯃꯤ, ꯑꯃꯁꯨꯡ ꯊꯕꯛꯁꯤꯡ ꯐꯥꯎꯕꯥ ꯄꯥꯡꯊꯣꯛꯄꯥ ꯉꯝꯃꯤ ꯑꯃꯁꯨꯡ ꯏꯟꯁꯇ꯭ꯔꯛꯁꯟꯁꯤꯡ ꯉꯥꯛꯅꯥ ꯆꯠꯄꯥ ꯉꯝꯃꯤ꯫ ꯃꯁꯤꯒꯤ ꯃꯊꯛꯇꯥ, ꯃꯦꯁꯤꯟ ꯂꯔꯅꯤꯡ ꯇꯦꯛꯅꯤꯛꯁꯤꯡ ꯁꯤꯖꯤꯟꯅꯗꯨꯅꯥ ꯔꯣꯕꯣꯠ ꯑꯁꯤꯅ ꯃꯤꯑꯣꯏꯕꯒꯥ ꯂꯣꯏꯅꯅꯥ ꯇꯧꯃꯤꯟꯅꯕꯗꯒꯤ ꯇꯝꯖꯕꯥ ꯌꯥꯏ ꯑꯃꯁꯨꯡ ꯃꯇꯝꯒꯤ ꯃꯇꯨꯡ ꯏꯟꯅꯥ ꯃꯈꯣꯏꯒꯥ ꯄꯥꯎ ꯐꯥꯎꯅꯕꯥ ꯑꯃꯁꯨꯡ ꯋꯥꯔꯤ ꯁꯥꯟꯅꯕꯒꯤ ꯊꯧꯅꯥ ꯐꯒꯠꯍꯟꯕꯥ ꯉꯝꯒꯅꯤ꯫ ꯑꯄꯨꯟꯕꯥ ꯑꯣꯏꯅ, ꯁꯤꯁꯇꯦꯝ ꯑꯁꯤꯅ ꯔꯣꯕꯣꯠꯁꯤꯡꯕꯨ ꯃꯍꯧꯁꯥꯒꯤ ꯑꯣꯏꯕ ꯑꯃꯁꯨꯡ ꯋꯥꯈꯜ ꯂꯧꯁꯤꯡ ꯂꯩꯕꯥ ꯃꯑꯣꯡꯗꯥ ꯃꯤꯑꯣꯏꯕꯕꯨ ꯈꯪꯕꯥ ꯑꯃꯁꯨꯡ ꯋꯥꯔꯤ ꯁꯥꯟꯅꯕꯥ ꯉꯝꯍꯜꯂꯤ, ꯃꯁꯤꯅ ꯃꯤꯑꯣꯏꯕ-ꯔꯣꯕꯣꯠ ꯄꯨꯟꯅꯥ ꯊꯕꯛ ꯇꯧꯃꯤꯟꯅꯕꯥ ꯑꯃꯁꯨꯡ ꯄꯨꯟꯅꯥ ꯊꯕꯛ ꯇꯧꯃꯤꯟꯅꯕꯒꯤ ꯑꯣꯏꯊꯣꯛꯄꯥ ꯌꯥꯕꯁꯤꯡ ꯍꯦꯟꯒꯠꯍꯜꯂꯤ꯫